ꯃꯁꯤ ꯀꯪꯂꯩꯄꯥꯛ ꯃꯅꯤꯄꯨꯔꯒꯤ ꯃꯤꯇꯩꯒꯤ ꯐꯨꯡꯒꯥꯋꯥꯔꯤ ꯑꯃꯅꯤ꯫ ꯋꯥꯔꯤ ꯃꯇꯝ ꯑꯃꯗꯥ ꯌꯥꯝꯅꯥ ꯃꯤꯅꯨꯡꯁꯤ ꯂꯩꯕꯥ ꯅꯤꯡꯊꯧ ꯑꯃꯥ ꯂꯩꯔꯝꯃꯤ꯫ ꯅꯤꯡꯊꯧ ꯑꯁꯤ ꯌꯥꯝꯅꯥ ꯊꯧꯖꯥꯜ ꯄꯤꯕꯤꯔꯝꯃꯤ ꯑꯃꯁꯨꯡ ꯃꯍꯥꯛꯀꯤ ꯄ꯭ꯔꯖꯥꯁꯤꯡꯗꯥ ꯑꯋꯥꯕꯥ ꯑꯃꯠꯇꯥ ꯎꯕꯥ ꯐꯪꯈꯤꯗꯦ꯫ ꯅꯨꯃꯤꯠ ꯑꯃꯗꯥ ꯅꯤꯡꯊꯧꯅꯥ ꯃꯍꯥꯛꯀꯤ ꯅꯤꯡꯊꯧ ꯂꯩꯕꯥꯛꯀꯤ ꯈꯨꯡꯒꯪꯒꯤ ꯃꯐꯝꯁꯤꯡꯗꯥ ꯆꯠꯇꯨꯅꯥ ꯃꯍꯥꯛꯀꯤ ꯅꯤꯡꯊꯧꯗꯥ ꯂꯩꯔꯤꯕꯥ ꯏꯆꯝ ꯆꯝꯕꯥ ꯃꯤꯑꯣꯏꯁꯤꯡꯒꯤ ꯐꯤꯚꯝ ꯌꯦꯡꯅꯕꯥ ꯋꯥꯔꯦꯞ ꯂꯧꯈꯤ꯫ ꯑꯗꯨꯅꯥ ꯃꯍꯥꯛꯅꯥ ꯃꯍꯥꯛꯀꯤ ꯐꯖꯅꯥ ꯁꯦꯝꯖꯤꯟ ꯁꯥꯖꯤꯟꯈꯤꯕꯥ ꯍꯨꯏ ꯑꯗꯨꯗꯥ ꯐꯝꯗꯨꯅꯥ ꯃꯍꯥꯛꯀꯤ ꯀꯣꯇꯦꯔꯤꯒꯥ ꯂꯣꯏꯅꯅꯥ ꯆꯠꯈꯤ꯫ ꯑꯌꯨꯛꯀꯤ ꯃꯇꯝ ꯑꯣꯏꯔꯝꯃꯤ ꯃꯔꯝ ꯑꯗꯨꯅꯥ ꯃꯈꯣꯏꯅꯥ ꯅꯤꯡꯊꯧꯒꯤ ꯁꯥꯇꯤꯟ ꯑꯗꯨ ꯄꯨꯔꯛꯈꯤ꯫ ꯂꯝꯕꯤꯗꯥ ꯃꯈꯣꯏꯅꯥ ꯂꯥꯏꯔꯕꯥ ꯃꯤꯑꯣꯏ ꯑꯃꯒꯥ ꯎꯅꯈꯤ꯫ ꯃꯤꯑꯣꯏ ꯑꯗꯨ ꯅꯨꯃꯤꯠꯅꯥ ꯃꯔꯝ ꯑꯣꯏꯗꯨꯅꯥ ꯌꯥꯝꯅꯥ ꯋꯥꯅꯥ ꯊꯣꯛꯈꯤ꯫ ꯑꯁꯥꯕꯥ ꯏꯁꯤꯡꯅꯥ ꯃꯍꯥꯛꯄꯨ ꯃꯄꯨꯡ ꯐꯥꯅꯥ ꯋꯥꯍꯜꯂꯦ ꯃꯍꯥꯛ ꯇꯞꯅꯥ ꯇꯞꯅꯥ ꯆꯠꯂꯝꯃꯤ꯫ ꯅꯤꯡꯊꯧꯅꯥ ꯂꯥꯏꯔꯕꯥ ꯃꯤꯑꯣꯏ ꯑꯗꯨꯗꯥ ꯌꯥꯝꯅꯥ ꯅꯨꯡꯁꯤꯖꯈꯤ꯫ ꯃꯍꯥꯛꯅꯥ ꯀꯧꯔꯛꯏ ꯑꯣ ꯃꯤꯑꯣꯏꯕꯥ ꯑꯩꯒꯤ ꯁꯥꯇꯤꯟ ꯂꯧꯊꯣꯛꯎ꯫ ꯑꯩꯉꯣꯟꯗꯒꯤ ꯍꯦꯟꯅꯥ ꯅꯪꯅꯥ ꯃꯊꯧ ꯇꯥꯏ꯫ ꯑꯗꯨꯒꯥ ꯃꯍꯥꯛꯅꯥ ꯂꯥꯏꯔꯕꯥ ꯃꯤꯑꯣꯏ ꯑꯗꯨꯗꯥ ꯔꯥꯖ꯭ꯌꯒꯤ ꯁꯥꯇꯤꯟ ꯑꯗꯨ ꯄꯤꯈꯤ꯫ ꯑꯗꯨꯗꯒꯤ ꯅꯤꯡꯊꯧꯒꯤ ꯀꯥꯡꯕꯨ ꯑꯗꯨꯅꯥ ꯃꯈꯣꯏꯒꯤ ꯈꯣꯡꯆꯠ ꯑꯗꯨꯗꯥ ꯃꯥꯡꯂꯣꯝꯗꯥ ꯆꯪꯁꯤꯟꯈꯤ꯫ ꯂꯛꯀꯔ ꯁꯥꯇꯤꯟ ꯑꯗꯨ ꯊꯝꯂꯒꯥ ꯂꯥꯏꯔꯕꯥ ꯑꯗꯨꯅꯥ ꯈꯟꯈꯤ ꯑꯩꯅꯥ ꯅꯤꯡꯊꯧꯗꯥ ꯀꯔꯤꯒꯨꯝꯕꯥ ꯑꯃꯠꯇꯥ ꯍꯥꯏꯖꯈꯤꯗꯦ꯫ ꯑꯗꯨꯕꯨ ꯅꯤꯡꯊꯧ ꯑꯁꯤ ꯑꯁꯨꯛ ꯌꯥꯝꯅꯥ ꯊꯧꯖꯥꯜ ꯄꯤꯕꯤꯔꯦ ꯃꯍꯥꯛꯅꯥ ꯑꯩꯉꯣꯟꯗꯥ ꯃꯍꯥꯛꯀꯤ ꯔꯥꯖ꯭ꯌꯒꯤ ꯁꯥꯇꯤꯟ ꯄꯤꯈꯤ꯫ ꯀꯔꯤꯒꯨꯝꯕꯥ ꯑꯩꯅꯥ ꯃꯍꯥꯛꯄꯨ ꯍꯨꯏ ꯑꯗꯨꯒꯤꯗꯃꯛ ꯍꯥꯏꯖꯔꯕꯗꯤ ꯃꯍꯥꯛꯅꯥ ꯑꯩꯉꯣꯟꯗꯥ ꯃꯗꯨꯁꯨ ꯄꯤꯒꯅꯤ꯫ ꯂꯥꯏꯔꯕꯥ ꯑꯗꯨꯅꯥ ꯅꯤꯡꯊꯧ ꯑꯗꯨꯅꯥ ꯃꯍꯥꯛꯀꯤ ꯈꯣꯡꯆꯠ ꯑꯗꯨꯗꯒꯤ ꯍꯜꯂꯛꯅꯕꯥ ꯉꯥꯏꯗꯨꯅꯥ ꯂꯩꯅꯕꯥ ꯋꯥꯔꯦꯞ ꯂꯧꯈꯤ꯫ ꯈꯨꯡꯒꯪꯁꯤꯡꯗꯥ ꯆꯠꯇꯨꯅꯥ ꯃꯍꯥꯛꯀꯤ ꯂꯧꯃꯤꯁꯤꯡꯒꯤ ꯑꯋꯥꯕꯥ ꯇꯥꯔꯕꯥ ꯃꯇꯨꯡꯗꯥ ꯅꯤꯡꯊꯧꯒꯤ ꯄꯥꯔꯇꯤꯅꯥ ꯔꯥꯖꯃꯍꯜꯗꯥ ꯍꯜꯂꯛꯅꯕꯒꯤ ꯂꯝꯕꯤꯗꯥ ꯆꯠꯈꯤ꯫ ꯃꯈꯣꯏꯕꯨ ꯉꯥꯏꯗꯨꯅꯥ ꯂꯩꯔꯝꯕꯥ ꯂꯥꯏꯔꯕꯥ ꯑꯗꯨꯅꯥ ꯃꯈꯣꯏꯅꯥ ꯅꯛꯅꯥ ꯂꯥꯛꯄꯥ ꯃꯇꯝꯗꯥ ꯅꯤꯡꯊꯧꯒꯤ ꯃꯅꯥꯛꯇꯥ ꯂꯥꯛꯈꯤ꯫ ꯑꯣ ꯃꯤꯅꯨꯡꯁꯤ ꯂꯩꯕꯥ ꯅꯤꯡꯊꯧ ꯅꯪꯅꯥ ꯑꯩꯉꯣꯟꯗꯥ ꯍꯥꯏꯔꯛꯄꯥ ꯌꯥꯗꯅꯥ ꯅꯪꯒꯤ ꯁꯥꯇꯤꯟ ꯑꯗꯨ ꯄꯤꯕꯤꯔꯦ꯫ ꯆꯥꯟꯕꯤꯗꯨꯅꯥ ꯅꯪꯒꯤ ꯍꯨꯏ ꯑꯗꯨꯁꯨ ꯑꯩꯉꯣꯟꯗꯥ ꯄꯤꯕꯤꯌꯨ ꯍꯥꯏꯅꯥ ꯂꯥꯏꯔꯕꯥ ꯃꯤꯑꯣꯏ ꯑꯗꯨꯅꯥ ꯍꯥꯏꯖꯈꯤ꯫ ꯃꯤꯑꯣꯏ ꯑꯗꯨꯒꯤ ꯃꯤꯅꯨꯡꯁꯤ ꯂꯩꯇ꯭ꯔꯕꯥ ꯑꯗꯨꯗꯥ ꯅꯤꯡꯊꯧ ꯑꯗꯨ ꯌꯥꯝꯅꯥ ꯋꯥꯅꯥ ꯊꯣꯛꯈꯤ꯫ ꯑꯩꯒꯤ ꯍꯨꯏ ꯑꯗꯨ ꯀꯔꯝꯅꯥ ꯍꯥꯏꯒꯅꯤ? ꯅꯪꯅꯥ ꯌꯥꯝꯅꯥ ꯂꯣꯚꯤ ꯃꯤꯅꯤ ꯍꯥꯏꯅꯥ ꯅꯤꯡꯊꯧꯅꯥ ꯂꯥꯎꯔꯛꯏ꯫ ꯑꯗꯨꯗꯒꯤ ꯃꯍꯥꯛꯅꯥ ꯃꯍꯥꯛꯀꯤ ꯃꯤꯑꯣꯏꯁꯤꯡꯗꯥ ꯃꯍꯥꯛꯅꯥ ꯃꯤꯑꯣꯏ ꯑꯗꯨꯗꯥ ꯄꯤꯈꯤꯕꯥ ꯁꯥꯇꯤꯟ ꯑꯗꯨ ꯑꯃꯨꯛ ꯍꯟꯅꯥ ꯂꯧꯅꯕꯥ ꯌꯥꯊꯪ ꯄꯤꯈꯤ꯫ ꯅꯤꯡꯊꯧꯒꯤ ꯃꯤꯁꯤꯡꯅꯥ ꯂꯥꯏꯔꯕꯥ ꯃꯤꯑꯣꯏ ꯑꯗꯨꯗꯒꯤ ꯁꯥꯇꯤꯟ ꯑꯗꯨ ꯂꯧꯊꯣꯛꯈꯤ ꯃꯈꯣꯏ ꯄꯨꯝꯅꯃꯛ ꯔꯥꯖꯃꯍꯜꯒꯤ ꯃꯥꯏꯀꯩꯗꯥ ꯈꯣꯡꯅꯥ ꯆꯠꯈꯤ꯫ ꯂꯥꯏꯔꯕꯥ ꯑꯗꯨꯅꯥ ꯃꯁꯥꯃꯛꯄꯨ ꯍꯥꯏꯖꯔꯝꯃꯤ ꯀꯔꯤꯒꯨꯝꯕꯥ ꯑꯩꯅꯥ ꯁꯥꯇꯤꯟ ꯑꯗꯨꯗꯥ ꯊꯋꯥꯏ ꯌꯥꯎꯔꯝꯂꯕꯗꯤ ꯑꯩꯅꯥ ꯀꯩꯊꯦꯜꯗꯥ ꯑꯐꯕꯥ ꯃꯃꯜꯗꯥ ꯌꯣꯟꯕꯥ ꯉꯝꯂꯝꯒꯅꯤ꯫ ꯍꯧꯖꯤꯛ ꯑꯩꯒꯥ ꯂꯣꯏꯅꯅꯥ ꯀꯔꯤꯁꯨ ꯂꯩꯇ꯭ꯔꯤ꯫ ꯑꯩꯍꯥꯛꯅꯥ ꯑꯁꯤꯕꯥ ꯍꯛꯆꯥꯡꯁꯤꯡ ꯑꯗꯨ ꯂꯦꯛꯄꯒꯨꯝ ꯐꯥꯎꯏ꯫ ꯇꯞꯅꯥ ꯇꯞꯅꯥ ꯋꯥꯈꯜ ꯅꯨꯡꯉꯥꯏꯇꯕꯥ ꯃꯑꯣꯡꯗꯥ ꯃꯍꯥꯛ ꯌꯨꯝꯗꯥ ꯍꯜꯂꯛꯈꯤ꯫